ꯑꯦꯁ. ꯏ. ꯑꯣ. ꯒꯤ ꯀꯟꯇꯦꯟꯇ ꯏꯕꯥ ꯃꯇꯝꯗ ꯈ꯭ꯋꯥꯏꯗꯒꯤ ꯃꯔꯨꯑꯣꯏꯕ ꯋꯥꯐꯝ ꯑꯁꯤ ꯀꯔꯤꯅꯣ? ꯑꯦꯁ. ꯏ. ꯑꯣ. ꯒꯤ ꯀꯟꯇꯦꯟꯇ ꯏꯕ ꯃꯇꯝꯗ ꯈꯟꯍꯧꯗꯕ ꯈ꯭ꯋꯥꯏꯗꯒꯤ ꯃꯔꯨꯑꯣꯏꯕ ꯋꯥꯐꯝ ꯑꯃꯗꯤ ꯀꯟꯇꯦꯟꯇ ꯑꯗꯨꯒꯤ ꯃꯒꯨꯟ ꯑꯃꯁꯨꯡ ꯇꯥꯔꯒꯦꯠ ꯑꯣꯗꯤꯌꯦꯟꯁ ꯃꯔꯤ ꯂꯩꯅꯕ ꯑꯁꯤꯅꯤ꯫ ꯃꯁꯤꯗ ꯄꯣꯇꯦꯟꯁꯤꯌꯦꯜ ꯚꯤꯖꯤꯇꯔꯁꯤꯡꯅ ꯅꯍꯥꯛꯀꯤ ꯍꯤꯔꯝꯒ ꯃꯔꯤ ꯂꯩꯅꯕ ꯀꯟꯇꯦꯟꯇꯁꯤꯡ ꯊꯤꯅꯕ ꯁꯤꯖꯤꯟꯅꯔꯤꯕ ꯋꯥꯍꯩꯁꯤꯡ ꯑꯃꯁꯨꯡ ꯋꯥꯍꯩ ꯄꯔꯦꯡꯁꯤꯡ ꯈꯪꯗꯣꯛꯅꯕ ꯀꯤ-ꯋꯥꯔꯗ ꯔꯤꯁꯔꯆ ꯇꯧꯕ, ꯑꯃꯁꯨꯡ ꯃꯍꯧꯁꯥꯒꯤ ꯑꯣꯏꯕ ꯑꯃꯁꯨꯡ ꯑꯔꯊ ꯂꯩꯕ ꯃꯑꯣꯡꯗ ꯀꯤ-ꯋꯥꯔꯗꯁꯤꯡ ꯑꯗꯨ ꯅꯍꯥꯛꯀꯤ ꯀꯟꯇꯦꯟꯇꯇꯥ ꯌꯥꯎꯍꯟꯕ ꯌꯥꯎꯏ꯫ ꯀꯟꯇꯦꯟꯇ ꯑꯗꯨꯁꯨ ꯌꯥꯝꯅ ꯐꯖꯅ ꯏꯕ, ꯏꯟꯐꯣꯔꯃꯦꯇꯤꯕ ꯑꯣꯏꯕ ꯑꯃꯁꯨꯡ ꯃꯤꯁꯤꯡꯒ ꯁꯝꯅꯕ ꯑꯣꯏꯒꯗꯕꯅꯤ ꯑꯃꯁꯨꯡ ꯄꯥꯔꯤꯕ ꯃꯤꯑꯣꯏ ꯑꯗꯨꯗ ꯚꯦꯜꯂꯨ ꯄꯤꯒꯗꯕꯅꯤ꯫ ꯈꯪꯒꯗꯕ ꯑꯇꯣꯞꯄ ꯃꯔꯨꯑꯣꯏꯕ ꯋꯥꯐꯝꯁꯤꯡꯗꯤ ꯃꯦꯇꯥ ꯇꯦꯒ ꯑꯃꯁꯨꯡ ꯍꯦꯗꯤꯡꯁꯤꯡ ꯃꯑꯣꯡ ꯆꯨꯝꯅ ꯁꯤꯖꯤꯟꯅꯕ, ꯌꯨꯖꯔ ꯑꯦꯛꯁꯄꯤꯔꯤꯑꯦꯟꯁ, ꯑꯃꯁꯨꯡ ꯃꯣꯕꯥꯏꯜ ꯑꯣꯞꯇꯤꯃꯥꯏꯖꯦꯁꯟ ꯑꯁꯤꯅꯤ꯫ ꯑꯔꯣꯏꯕꯗ, ꯃꯥꯏ ꯄꯥꯛꯂꯕ ꯑꯦꯁ. ꯏ. ꯑꯣ. ꯁꯩꯔꯦꯡ ꯑꯁꯤꯕꯨ ꯀꯔꯝꯅꯥ ꯀ꯭ꯂꯥꯁꯤꯐꯥꯏ ꯇꯧꯒꯅꯤ? ꯃꯥꯔꯒꯥꯔꯦꯠ ꯑꯦꯇꯎꯗꯅ ꯏꯕ "ꯅꯍꯥ ꯑꯣꯏꯔꯤꯕ ꯅꯨꯄꯤ ꯑꯃꯅ ꯄꯤꯕ ꯄꯥꯎꯈꯨꯝ" ꯄꯥꯎꯈꯨꯝꯗꯤ: ꯅꯠꯇꯦ, ꯅꯠꯇꯦ, ꯅꯠꯇꯦ꯫ "ꯅꯠꯇꯦ" ꯃꯥꯔꯒꯥꯔꯦꯠ ꯑꯦꯇꯎꯗꯅ ꯏꯕ "ꯅꯍꯥ ꯑꯣꯏꯔꯤꯕ ꯅꯨꯄꯤ ꯑꯃꯅ ꯄꯤꯕ ꯄꯥꯎꯈꯨꯝ" ꯍꯥꯏꯕ ꯁꯩꯔꯦꯡ ꯑꯁꯤ ꯅꯤꯡꯇꯝꯕ ꯑꯃꯁꯨꯡ ꯑꯆꯦꯠꯄ ꯋꯥꯐꯝ ꯑꯁꯤꯕꯨ ꯐꯣꯡꯗꯣꯛꯂꯤꯕ ꯃꯇꯝꯁꯤꯒꯤ ꯑꯣꯏꯕ, ꯐ꯭ꯔꯤ-ꯕꯔꯁ ꯁꯩꯔꯦꯡ ꯑꯃꯅꯤ ꯍꯥꯏꯅ ꯀ꯭ꯂꯥꯁꯤꯐꯥꯏ ꯇꯧꯕ ꯌꯥꯏ꯫ ꯁꯩꯔꯦꯡ ꯑꯁꯤꯅ ꯑꯆꯦꯠꯄ ꯑꯃꯁꯨꯡ ꯋꯥꯔꯦꯞ ꯂꯧꯔꯕ ꯅꯨꯄꯤ ꯑꯃꯒꯤ ꯁꯛꯇꯝ ꯑꯗꯨ ꯐꯣꯡꯗꯣꯛꯏ, ꯂꯦꯞꯄ ꯂꯩꯇꯅ ꯍꯣꯠꯅꯔꯤꯕ ꯑꯃꯁꯨꯡ ꯃꯍꯥꯛꯀꯤ ꯑꯥꯁ ꯑꯃꯁꯨꯡ ꯃꯪꯂꯥꯟꯁꯤꯡ ꯑꯗꯨ ꯊꯥꯗꯣꯛꯅꯕ ꯁꯦꯝ ꯁꯥꯗ꯭ꯔꯤ꯫ 'ꯅꯠꯇꯦ' ꯍꯥꯏꯕ ꯋꯥꯍꯩ ꯑꯁꯤ ꯍꯟꯖꯤꯟ ꯍꯟꯖꯤꯟ ꯁꯤꯖꯤꯟꯅꯕꯅ ꯃꯁꯤꯅ ꯂꯥꯡꯇꯛꯅꯕ ꯑꯃꯁꯨꯡ ꯊꯧꯅꯥꯒꯤ ꯋꯥꯈꯜ ꯑꯃꯁꯨ ꯄꯤꯔꯤ꯫ ꯑꯄꯤꯕ ꯍꯦꯕꯤꯇꯦꯠ ꯐꯪꯂꯤꯕ ꯁꯥ ꯃꯉꯥ ꯂꯤꯁ ꯇꯧ꯫ ꯍꯤꯡꯐꯝ: ꯑꯐ꯭ꯔꯤꯀꯥꯒꯤ ꯁꯥꯚꯥꯅꯥ꯫ ꯂꯥꯏꯔꯕ: ꯑꯐ꯭ꯔꯤꯀꯥꯒꯤ ꯁꯥꯚꯥꯅ ꯑꯁꯤ ꯂꯥꯏꯔꯕꯁꯤꯡꯒꯤ ꯃꯌꯨꯝ ꯑꯣꯏꯔꯤ, ꯃꯐꯝ ꯑꯗꯨꯗ ꯃꯈꯣꯏꯅ ꯑꯌꯥꯝꯕꯅ ꯋꯥꯏꯜꯗꯕꯤꯁ, ꯖꯦꯕ꯭ꯔꯥ, ꯑꯃꯁꯨꯡ ꯕꯐꯦꯂꯣꯒꯨꯝꯕ ꯑꯆꯧꯕ ꯁꯥ-ꯁꯟꯁꯤꯡꯒꯤꯗꯃꯛ ꯄꯦꯛ ꯇꯧꯗꯨꯅ ꯂꯧꯏ꯫ ꯖꯤꯔꯥꯐ: ꯖꯤꯔꯥꯐꯁꯤꯡꯅ ꯑꯐ꯭ꯔꯤꯀꯥꯒꯤ ꯁꯥꯚꯥꯅꯥꯁꯤꯡꯗ ꯆꯠꯂꯤ, ꯃꯈꯣꯏꯒꯤ ꯂꯝꯕ ꯈꯣꯡꯎꯞ ꯑꯗꯨ ꯁꯤꯖꯤꯟꯅꯗꯨꯅ ꯎꯃꯪꯒꯤ ꯑꯋꯥꯡꯕ ꯃꯁꯥꯁꯤꯡꯗ ꯃꯄꯥꯟ, ꯂꯐꯣꯏ ꯑꯃꯁꯨꯡ ꯐꯨꯜꯁꯤꯡ ꯊꯤꯔꯤ꯫ ꯑꯐ꯭ꯔꯤꯀꯥꯒꯤ ꯏꯂꯤꯐꯦꯟꯇ: ꯑꯐ꯭ꯔꯤꯀꯥꯒꯤ ꯏꯂꯤꯐꯦꯟꯇꯁꯤꯡ ꯑꯁꯤ ꯁꯥꯚꯥꯅꯥ ꯑꯃꯁꯨꯡ ꯎꯃꯪꯗ ꯂꯩ, ꯃꯐꯝ ꯑꯗꯨꯗ ꯃꯈꯣꯏꯅ ꯃꯍꯩ-ꯃꯔꯣꯡ, ꯃꯍꯩ-ꯃꯔꯣꯡ ꯑꯃꯁꯨꯡ ꯃꯅꯥ-ꯃꯁꯤꯡꯒꯤ ꯃꯆꯤꯟꯖꯥꯛ ꯊꯤꯔꯤ꯫ ꯖꯦꯕ꯭ꯔꯥ: ꯖꯦꯕ꯭ꯔꯥ ꯑꯁꯤ ꯑꯐ꯭ꯔꯤꯀꯥꯒꯤ ꯃꯍꯩ-ꯃꯔꯣꯡ ꯑꯃꯁꯨꯡ ꯁꯥꯚꯥꯅꯥꯁꯤꯡꯗ ꯃꯍꯧꯁꯥꯅ ꯎꯕ ꯐꯪꯏ, ꯃꯐꯝ ꯑꯗꯨꯗ ꯃꯈꯣꯏꯅ ꯃꯍꯩ-ꯃꯔꯣꯡ ꯑꯃꯁꯨꯡ ꯑꯇꯩ ꯎꯃꯪꯁꯤꯡ ꯆꯥꯔꯤ꯫ ꯆꯤꯇꯥ: ꯃꯥꯂꯦꯝꯗ ꯈ꯭ꯋꯥꯏꯗꯒꯤ ꯌꯥꯡꯅ ꯂꯝꯒꯤ ꯁꯥ-ꯁꯟꯁꯤꯡ ꯑꯣꯏꯔꯤꯕ ꯆꯤꯇꯥꯁꯤꯡ ꯑꯁꯤ ꯑꯐ꯭ꯔꯤꯀꯥꯒꯤ ꯁꯥꯚꯥꯅꯥꯁꯤꯡꯗ ꯂꯩ ꯑꯃꯁꯨꯡ ꯒꯦꯖꯦꯜ, ꯏꯝꯄꯥꯂꯥ ꯑꯃꯁꯨꯡ ꯑꯇꯩ ꯑꯄꯤꯛꯄꯥ ꯁꯥꯁꯤꯡ ꯂꯧꯏ꯫